ꯀꯅꯥꯒꯨꯝꯕ ꯑꯃꯕꯨ ꯍꯦꯟꯅ ꯐꯕ ꯇꯥꯕ ꯃꯤꯑꯣꯏ ꯑꯃ ꯑꯣꯏꯍꯟꯕꯗ ꯃꯇꯦꯡ ꯄꯥꯡꯒꯗꯕ ꯋꯥꯐꯝ ꯃꯉꯥ ꯄꯤꯌꯨ꯫ ꯍꯥꯏꯔꯤꯕ ꯑꯃꯁꯨꯡ ꯄꯨꯛꯅꯤꯡ ꯆꯪꯕꯤꯌꯨ: ꯀꯅꯥꯒꯨꯝꯕ ꯑꯃꯒ ꯋꯥꯔꯤ ꯁꯥꯅꯔꯛꯄ ꯃꯇꯝꯗ, ꯅꯍꯥꯛꯅ ꯃꯈꯣꯏꯗ ꯃꯤꯠꯌꯦꯡ ꯊꯝꯒꯗꯕꯅꯤ ꯑꯃꯁꯨꯡ ꯅꯍꯥꯛꯀꯤ ꯑꯀꯣꯏꯕꯗ ꯂꯩꯕ ꯑꯇꯩ ꯄꯣꯠꯁꯛꯁꯤꯡꯅ ꯃꯤꯠꯌꯦꯡ ꯊꯝꯒꯗꯕꯅꯤ꯫ ꯑꯇꯣꯞꯄ ꯃꯤꯑꯣꯏ ꯑꯗꯨꯕꯨ ꯌꯦꯡꯁꯤꯟꯕ, ꯃꯈꯣꯏꯒꯤ ꯋꯥꯍꯩ ꯑꯃꯁꯨꯡ ꯈꯣꯟꯖꯦꯜ ꯇꯥꯕ, ꯑꯃꯁꯨꯡ ꯃꯤꯀꯨꯞ ꯑꯗꯨꯗ ꯃꯄꯨꯡ ꯐꯥꯅ ꯌꯥꯎꯕ ꯑꯁꯤ ꯌꯥꯝꯅ ꯃꯔꯨꯑꯣꯏ꯫ ꯑꯔꯥꯟꯕ ꯇꯧꯔꯣꯏꯗꯕꯅꯤ: ꯋꯥꯍꯟꯊꯣꯛ ꯄꯤꯕ ꯍꯥꯏꯕꯁꯤ ꯑꯁꯥꯎꯕ, ꯏꯀꯥꯏ ꯈꯨꯝꯅꯗꯕ ꯅꯠꯇꯔꯒ ꯃꯈꯣꯏꯗ ꯁꯨꯞꯅꯒꯤ ꯄꯨꯛꯅꯤꯡ ꯆꯪꯗꯕꯒꯤ ꯈꯨꯗꯝ ꯑꯣꯏꯕ ꯌꯥꯏ꯫ ꯋꯥꯔꯤ ꯁꯥꯟꯅꯔꯤꯕ ꯃꯤꯑꯣꯏ ꯑꯗꯨꯅ ꯄꯥꯎꯈꯨꯝ ꯄꯤꯗ꯭ꯔꯤꯉꯩꯗ ꯃꯈꯣꯏꯒꯤ ꯋꯥꯈꯜꯂꯣꯟꯁꯤꯡ ꯑꯗꯨ ꯃꯄꯨꯡ ꯐꯥꯅ ꯐꯣꯡꯗꯣꯛꯄ ꯌꯥꯍꯟꯕꯤꯌꯨ, ꯀꯔꯤꯒꯨꯝꯕ ꯅꯍꯥꯛꯅ ꯋꯥꯐꯝ ꯑꯃ ꯍꯥꯏꯅꯕ ꯌꯥꯝꯅ ꯋꯥꯅ ꯊꯣꯛꯂꯕꯁꯨ꯫ ꯍꯟꯗꯣꯛꯎ ꯑꯃꯁꯨꯡ ꯁꯦꯝꯗꯣꯛ-ꯁꯦꯝꯖꯤꯟ ꯇꯧꯕꯥ: ꯑꯇꯣꯞꯄ ꯃꯤꯑꯣꯏ ꯑꯗꯨꯅ ꯋꯥ ꯉꯥꯡꯕ ꯂꯣꯏꯔꯕ ꯃꯇꯝꯗ, ꯅꯍꯥꯛꯅ ꯇꯥꯈꯤ ꯑꯃꯁꯨꯡ ꯂꯧꯁꯤꯟꯈꯤ ꯍꯥꯏꯕ ꯎꯠꯅꯕ ꯃꯈꯣꯏꯒꯤ ꯃꯔꯨꯑꯣꯏꯕ ꯋꯥꯐꯝꯁꯤꯡ ꯑꯗꯨ ꯍꯟꯖꯤꯟ ꯍꯟꯖꯤꯟ ꯍꯥꯏꯕ ꯅꯠꯇꯔꯒ ꯆꯨꯝꯊꯣꯛꯄ ꯑꯁꯤ ꯃꯇꯦꯡ ꯑꯣꯏꯕ ꯌꯥꯏ꯫ ꯃꯁꯤꯅ ꯋꯥꯉꯥꯡꯂꯣꯏ ꯑꯗꯨꯅ ꯋꯥꯈꯜ ꯂꯥꯡꯇꯛꯅꯕ ꯑꯃꯠꯇ ꯂꯩꯍꯟꯗꯅꯕ ꯈꯨꯗꯣꯡꯆꯥꯕꯁꯨ ꯄꯤꯔꯤ꯫ ꯋꯥꯍꯪ ꯍꯪꯕꯤꯌꯨ: ꯃꯔꯤ ꯂꯩꯅꯕ ꯋꯥꯍꯪꯁꯤꯡ ꯍꯪꯕꯅ ꯅꯍꯥꯛꯅ ꯇꯥꯕ ꯐꯪꯂꯦ ꯑꯃꯁꯨꯡ ꯅꯍꯥꯛꯅ ꯍꯦꯟꯅꯥ ꯈꯪꯅꯤꯡꯂꯤ ꯍꯥꯏꯕ ꯎꯠꯄ ꯉꯝꯒꯅꯤ꯫ ꯃꯁꯤꯅ ꯍꯦꯟꯅ ꯂꯨꯝꯂꯕ, ꯍꯦꯟꯅ ꯑꯔꯊ ꯊꯣꯛꯄ ꯋꯥꯔꯤ ꯁꯥꯅꯕ ꯃꯞ ꯑꯃꯥ ꯄꯨꯛꯅꯤꯡ ꯊꯧꯒꯠꯂꯤ ꯑꯃꯁꯨꯡ ꯍꯤꯔꯝ ꯑꯗꯨꯒꯤ ꯃꯇꯥꯡꯗ ꯅꯍꯥꯛꯀꯤ ꯂꯧꯁꯤꯡ ꯑꯗꯨꯁꯨ ꯐꯒꯠꯍꯟꯕ ꯉꯝꯒꯅꯤ꯫ ꯍꯛꯆꯥꯡꯒꯤ ꯂꯣꯟ: ꯅꯟ-ꯚꯥꯔꯕꯦꯜ ꯀꯝꯃ꯭ꯌꯨꯅꯤꯀꯦꯁꯟꯅ ꯅꯍꯥꯛꯅ ꯇꯥꯔꯤ ꯍꯥꯏꯕ ꯎꯠꯄꯗ ꯃꯔꯨꯑꯣꯏꯕ ꯊꯧꯗꯥꯡ ꯂꯧꯏ꯫ ꯅꯍꯥꯛꯀꯤ ꯍꯛꯆꯥꯡꯒꯤ ꯂꯣꯟ ꯑꯗꯨ ꯔꯤꯁꯤꯞꯇꯤꯚ ꯑꯃꯁꯨꯡ ꯑꯦꯇꯦꯇꯤꯚ ꯑꯣꯏꯕ, ꯍꯥꯏꯕꯗꯤ ꯈꯔ ꯂꯦꯡ-ꯑꯣꯠꯄ, ꯅꯣꯛꯄ, ꯑꯃꯁꯨꯡ ꯃꯤꯠꯀꯤ ꯀꯟꯇꯦꯛ ꯊꯝꯕ ꯑꯁꯤꯅꯆꯤꯡꯕ ꯁꯣꯏꯗꯅ ꯂꯩꯍꯟꯒꯗꯕꯅꯤ꯫ ꯅꯍꯥꯛꯅ ꯑꯦꯛꯇꯤꯕ ꯑꯣꯏꯅ ꯑꯦꯡꯒꯦꯖ ꯇꯧꯔꯤ ꯍꯥꯏꯕ ꯐꯣꯡꯗꯣꯛꯄ ꯑꯁꯤ ꯑꯐꯕ ꯇꯥꯕ ꯃꯤꯑꯣꯏ ꯑꯃꯒꯤꯗꯃꯛ ꯃꯔꯨꯑꯣꯏ꯫ ꯃꯣꯕꯥꯏꯜ ꯕꯖꯦꯇꯤꯡ ꯑꯦꯞ ꯑꯃꯗ ꯍꯥꯞꯆꯤꯟꯅꯕ ꯑꯍꯦꯟꯕ ꯐꯤꯆꯔ ꯑꯅꯤ ꯊꯤꯕꯤꯌꯨ꯫ ꯔꯤꯑꯦꯜ-ꯇꯥꯏꯝ ꯁ꯭ꯄꯦꯟꯗꯤꯡ ꯇ꯭ꯔꯦꯀꯤꯡ: ꯃꯣꯕꯥꯏꯜ ꯕꯤꯖꯤꯇꯤꯡ ꯑꯦꯞꯇ ꯍꯥꯞꯆꯤꯟꯕ ꯌꯥꯕ ꯄꯣꯇꯦꯟꯁꯤꯌꯦꯜ ꯐꯤꯆꯔ ꯑꯃꯗꯤ ꯔꯤꯑꯦꯜ-ꯇꯥꯏꯝ ꯁ꯭ꯄꯦꯟꯗꯤꯡ ꯇ꯭ꯔꯦꯛ ꯇꯧꯕ ꯉꯝꯕꯅꯤ꯫ ꯃꯁꯤꯅ ꯌꯨꯖꯔꯁꯤꯡꯗ ꯃꯈꯣꯏꯒꯤ ꯆꯥꯗꯤꯡ ꯇꯧꯕꯒꯤ ꯍꯩꯅꯕꯤꯁꯤꯡ ꯍꯦꯟꯅ ꯅꯛꯅ ꯌꯦꯡꯁꯤꯟꯕꯗ ꯑꯃꯁꯨꯡ ꯍꯦꯟꯅ ꯏꯟꯐꯣꯔꯃꯦꯁꯟ ꯂꯩꯕ ꯁꯦꯜ-ꯊꯨꯝꯒꯤ ꯋꯥꯔꯦꯞꯁꯤꯡ ꯂꯧꯕꯗ ꯃꯇꯦꯡ ꯄꯥꯡꯕ ꯉꯝꯒꯅꯤ꯫ ꯑꯦꯞ ꯑꯁꯤꯅ ꯒ꯭ꯂ‌ꯣꯕ‌ꯦꯜ ꯄ‌ꯣꯖꯤꯁꯟꯅꯤꯡ ꯁꯤꯁꯇ‌ꯦꯝꯀꯤ ꯇꯦꯛꯅꯣꯂꯣꯖꯤ ꯁꯤꯖꯤꯟꯅꯗꯨꯅ ꯌꯨꯖꯔ ꯑꯃꯅ ꯀꯗꯥꯏꯗ ꯄꯣꯠ ꯂꯩꯕꯒꯦ ꯍꯥꯏꯕꯗꯨ ꯈꯪꯗꯣꯛꯄ ꯌꯥꯏ ꯑꯃꯁꯨꯡ ꯑꯅꯧꯕ ꯆꯥꯗꯤꯡ ꯑꯗꯨ ꯌꯦꯡꯁꯤꯟꯅꯕ ꯃꯈꯣꯏꯒꯤ ꯕꯖꯦꯠ ꯑꯗꯨ ꯈꯨꯗꯛꯇ ꯑꯞꯗꯦꯠ ꯇꯧꯕ ꯌꯥꯏ꯫ ꯃꯁꯤꯒꯤ ꯐꯤꯆꯔ ꯑꯁꯤꯅ ꯌꯨꯖꯔꯁꯤꯡꯅ ꯃꯈꯣꯏꯒꯤ ꯁꯦꯟꯐꯝ ꯑꯗꯨ ꯀꯗꯥꯏꯗ ꯆꯠꯂꯤꯕꯅꯣ ꯍꯥꯏꯕꯗꯨ ꯑꯆꯨꯝꯕ ꯃꯑꯣꯡꯗ ꯎꯕ ꯉꯝꯍꯟꯒꯅꯤ ꯑꯃꯁꯨꯡ ꯃꯈꯣꯏꯒꯤ ꯕꯖꯦꯠꯇ ꯍꯦꯟꯅ ꯏꯐꯦꯛꯇꯤꯕ ꯑꯣꯏꯅ ꯂꯦꯞꯄꯗ ꯃꯇꯦꯡ ꯄꯥꯡꯒꯅꯤ꯫ ꯁꯦꯚꯤꯡꯁꯀꯤ ꯄꯥꯟꯗꯝꯁꯤꯡ: ꯑꯦꯞ ꯑꯁꯤꯗ ꯌꯥꯎꯍꯟꯕ ꯌꯥꯕ ꯑꯇꯣꯞꯄ ꯐꯤꯆꯔ ꯑꯃꯗꯤ ꯁꯦꯚꯤꯡꯁꯀꯤ ꯄꯥꯟꯗꯝꯁꯤꯡ ꯊꯝꯕ ꯑꯃꯁꯨꯡ ꯇ꯭ꯔꯦꯛ ꯇꯧꯕ ꯉꯝꯕꯅꯤ꯫ ꯌꯨꯖꯔꯁꯤꯡꯅ ꯃꯈꯣꯏꯒꯤ ꯁꯣꯔꯠ-ꯇꯥꯝ ꯑꯃꯁꯨꯡ ꯂꯣꯡ-ꯇꯥꯝ ꯁꯦꯚꯤꯡꯒꯤ ꯄꯥꯟꯗꯝꯁꯤꯡ, ꯍꯥꯏꯕꯗꯤ ꯑꯆꯧꯕ ꯁꯨꯇꯤꯒꯤꯗꯃꯛ ꯁꯦꯚꯤꯡ ꯇꯧꯕ, ꯌꯨꯝ ꯑꯃꯗ ꯗꯥꯎꯟ ꯄꯦꯃꯦꯟꯠ ꯑꯃꯥ ꯅꯠꯇꯔꯒ ꯑꯦꯃꯔꯖꯦꯟꯁꯤ ꯐꯟꯗ ꯑꯃ ꯏꯟꯄꯨꯠ ꯇꯧꯕ ꯌꯥꯏ꯫ ꯃꯗꯨꯒꯤ ꯃꯇꯨꯡꯗ ꯑꯦꯞ ꯑꯁꯤꯅ ꯌꯨꯖꯔꯁꯤꯡꯗ ꯃꯈꯣꯏꯒꯤ ꯄꯥꯟꯗꯝꯁꯤꯡꯒꯤ ꯃꯥꯏꯀꯩꯗ ꯃꯈꯣꯏꯒꯤ ꯄ꯭ꯔꯣꯒ꯭ꯔꯦꯁꯀꯤ ꯃꯇꯥꯡꯗ ꯆꯥꯡ ꯅꯥꯏꯅ ꯑꯞꯗꯦꯠꯁꯤꯡ ꯄꯤꯕ ꯉꯝꯒꯅꯤ ꯑꯃꯁꯨꯡ ꯃꯇꯧ ꯀꯔꯝꯅ ꯍꯦꯟꯅ ꯏꯐꯦꯛꯇꯤꯕ ꯑꯣꯏꯅ ꯁꯦꯟ ꯀꯟꯕ ꯌꯥꯕꯒꯦ ꯍꯥꯏꯕꯒꯤ ꯇꯤꯞꯁꯤꯡ ꯄꯤꯕ ꯉꯝꯒꯅꯤ꯫ ꯃꯁꯤꯒꯤ ꯐꯤꯆꯔ ꯑꯁꯤꯅ ꯌꯨꯖꯔꯁꯤꯡꯗ ꯃꯈꯣꯏꯒꯤ ꯃꯇꯝ ꯁꯥꯡꯅ ꯆꯠꯀꯗꯕ ꯁꯦꯟ-ꯊꯨꯝꯒꯤ ꯄꯥꯟꯗꯝꯁꯤꯡꯗ ꯃꯤꯠꯌꯦꯡ ꯊꯝꯕꯗ ꯃꯇꯦꯡ ꯄꯥꯡꯒꯅꯤ ꯑꯃꯁꯨꯡ ꯃꯈꯣꯏꯒꯤ ꯕꯖꯦꯠꯇ ꯂꯦꯞꯄ ꯉꯝꯅꯕ ꯑꯍꯦꯟꯕ ꯃꯣꯇꯤꯕꯦꯁꯟ ꯄꯤꯒꯅꯤ꯫